ꯑꯥꯔꯇꯤꯐꯤꯁꯤꯑꯦꯜ ꯏꯟꯇ‌ꯦꯂꯤꯖ‌ꯦꯟꯁꯅ ꯄꯤꯕ ꯌꯥꯕ ꯏꯝꯄꯦꯛꯀꯤ ꯃꯇꯥꯡꯗ ꯑꯥꯔꯇꯤꯀꯜ ꯑꯃꯒꯤꯗꯃꯛ ꯃꯤꯠꯌꯦꯡ ꯊꯝꯕꯥ ꯇꯥꯏꯇꯜ ꯑꯃ ꯁꯦꯝꯃꯨ꯫ ꯑꯥꯔꯇꯤꯐꯤꯁꯤꯑꯦꯜ ꯏꯟꯇ‌ꯦꯂꯤꯖ‌ꯦꯟꯁꯒꯤ ꯔꯤꯚꯣꯂꯨꯁꯟ: ꯏꯀꯣꯅꯣꯃꯤꯛ ꯒ꯭ꯔꯣꯠ ꯂꯧꯊꯣꯛꯄ ꯅꯠꯇꯔꯒ ꯋꯥꯔꯛꯐꯣꯔꯁ ꯍꯦꯟꯒꯠꯍꯟꯕ꯫ ꯅ꯭ꯌꯨꯔꯜ ꯅꯦꯇꯋꯥꯔꯛ ꯍꯥꯏꯕꯁꯤ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯅ꯭ꯌꯨꯔꯜ ꯅꯦꯇꯋꯥꯔꯛ ꯍꯥꯏꯕꯁꯤ ꯃꯤꯑꯣꯏꯕꯒꯤ ꯕ꯭ꯔꯦꯟꯒꯤ ꯃꯇꯨꯡ ꯏꯟꯅ ꯃꯣꯗꯦꯜ ꯇꯧꯕ ꯑꯥꯔꯇꯤꯐꯤꯁꯤꯑꯦꯜ ꯏꯟꯇꯦꯂꯤꯖꯦꯟꯁ ꯃꯈꯜ ꯑꯃꯅꯤ꯫ ꯃꯁꯤ ꯂꯦꯌꯔꯁꯤꯡꯗ ꯑꯣꯔꯒꯥꯅꯥꯏꯖ ꯇꯧꯔꯕ ꯅ꯭ꯌꯨꯔꯣꯟ ꯀꯧꯕ ꯅꯣꯗꯁꯤꯡꯒꯤ ꯁꯤꯔꯤꯖ ꯑꯃꯅ ꯁꯦꯝꯕꯅꯤ, ꯃꯈꯣꯏ ꯑꯁꯤ ꯑꯃꯒ ꯑꯃꯒ ꯁꯝꯅꯗꯨꯅ ꯑꯃꯒ ꯑꯃꯒ ꯄꯥꯎ ꯐꯥꯎꯅꯗꯨꯅ ꯏꯟꯐꯣꯔꯃꯦꯁꯟ ꯄ꯭ꯔꯣꯁꯦꯁ ꯇꯧꯕ ꯑꯃꯁꯨꯡ ꯇ꯭ꯔꯥꯟꯁꯃꯤꯠ ꯇꯧꯏ꯫ ꯅ꯭ꯌꯨꯔꯜ ꯅꯦꯇꯋꯥꯔꯛꯁꯤꯡ ꯑꯁꯤ ꯗꯦꯇꯥꯗ ꯂꯩꯔꯤꯕ ꯄꯦꯇꯔꯟꯁꯤꯡꯗꯒꯤ ꯇꯝꯅꯕ ꯑꯃꯁꯨꯡ ꯈꯪꯗꯣꯛꯅꯕ ꯁꯦꯝꯈꯤꯕꯅꯤ, ꯃꯁꯤꯅ ꯃꯈꯣꯏ ꯑꯁꯤ ꯏꯃꯦꯖ ꯔꯤꯀꯣꯒꯅꯤꯁꯟ, ꯁ꯭ꯄꯤꯆ ꯔꯤꯀꯣꯒꯅꯤꯁꯟ, ꯅꯦꯆꯔꯦꯜ ꯂꯦꯉ꯭ꯒꯨꯌꯦꯖ ꯄ꯭ꯔꯣꯁꯦꯁꯤꯡ, ꯑꯃꯁꯨꯡ ꯑꯥꯎꯠꯀꯝꯁꯤꯡ ꯂꯥꯎꯊꯣꯛꯄꯒꯨꯝꯕ ꯊꯕꯛꯁꯤꯡꯗ ꯃꯔꯨꯑꯣꯏꯅ ꯀꯥꯟꯅꯕ ꯑꯣꯏꯍꯜꯂꯤ꯫ ꯅꯦꯇꯋꯥꯔꯛ ꯑꯁꯤ ꯑꯆꯧꯕ ꯗꯦꯇꯥ ꯁꯤꯖꯤꯟꯅꯗꯨꯅ ꯇ꯭ꯔꯦꯟ ꯇꯧꯏ ꯑꯃꯁꯨꯡ ꯕꯦꯛꯄꯔꯣꯄꯥꯒꯦꯁꯟ ꯀꯧꯕ ꯊꯧꯑꯣꯡ ꯑꯃꯒꯤ ꯈꯨꯠꯊꯥꯡꯗ ꯅ꯭ꯌꯨꯔꯣꯟꯁꯤꯡꯒꯤ ꯃꯔꯛꯇ ꯂꯩꯕꯥ ꯀꯅꯦꯛꯁꯟꯁꯤꯡ ꯑꯃꯁꯨꯡ ꯑꯔꯨꯝꯕ ꯑꯗꯨ ꯑꯦꯗꯖꯁ꯭ꯠ ꯇꯧꯏ, ꯃꯁꯤꯅ ꯃꯇꯝꯒꯤ ꯃꯇꯨꯡ ꯏꯟꯅ ꯃꯁꯤꯒꯤ ꯄꯔꯐꯣꯃꯦꯟꯁ ꯐꯒꯠꯍꯟꯕ ꯉꯝꯍꯜꯂꯤ꯫ ꯅ꯭ꯌꯨꯔꯜ ꯅꯦꯇꯋꯥꯔꯛ ꯑꯁꯤ ꯃꯦꯁꯤꯟ ꯂꯔꯅꯤꯡꯗ ꯁꯛꯇꯤ ꯂꯩꯕ ꯈꯨꯠꯂꯥꯏ ꯑꯃꯅꯤ ꯑꯃꯁꯨꯡ ꯃꯁꯤꯒꯤ ꯄꯥꯛ ꯆꯥꯎꯔꯕ ꯏꯟꯗꯁꯇ꯭ꯔꯤꯁꯤꯡꯗ ꯑꯦꯄ꯭ꯂꯤꯀꯦꯁꯟ ꯀꯌꯥ ꯑꯃ ꯂꯩ꯫ ꯊꯨꯅ ꯌꯥꯡꯅ ꯂꯥꯛꯄ ꯑꯉꯧꯕ ꯐꯣꯛꯁ ꯑꯗꯨꯅ ꯂꯦꯝꯍꯧꯔꯤꯕ ꯀꯨꯠꯇ ꯂꯥꯟꯊꯣꯛꯏ꯫ ꯃꯤꯑꯣꯏ ꯑꯅꯤꯒꯤ ꯑꯣꯏꯅ ꯄꯤꯖꯥ ꯔꯦꯁꯤꯄꯤ ꯑꯃꯥ ꯁꯦꯝꯃꯨ꯫ ꯃꯤꯑꯣꯏ ꯑꯅꯤꯒꯤ ꯑꯆꯧꯕ ꯄꯤꯖꯥ ꯔꯦꯁꯤꯄꯤ ꯑꯃꯗꯤ ꯃꯥꯔꯘꯦꯔꯤꯇꯥ ꯄꯤꯖꯥꯅꯤ꯫ ꯃꯤꯛꯁꯆꯔ ꯕꯣꯜ ꯑꯃꯗ, ꯐ꯭ꯂꯣꯔ ꯑꯃꯁꯨꯡ ꯁꯣꯜ ꯑꯗꯨ ꯌꯥꯟꯁꯤꯟꯅꯧ꯫ ꯐ꯭ꯂꯣꯔ ꯃꯤꯛꯁꯆꯔ ꯑꯗꯨꯒꯤ ꯃꯔꯛꯇ ꯀꯨꯞꯁꯤꯜꯂꯨ ꯑꯃꯁꯨꯡ ꯏꯁꯤꯡ, ꯑꯣꯂꯤꯚ ꯑꯣꯏꯜ ꯑꯃꯁꯨꯡ ꯌꯦꯔꯨꯝ ꯑꯗꯨ ꯌꯥꯟꯁꯤꯟꯅꯧ꯫ ꯎꯒꯤ ꯆꯃꯁ ꯑꯃꯥ ꯁꯤꯖꯤꯟꯅꯗꯨꯅ ꯄꯨꯝꯅꯃꯛ ꯌꯥꯟꯁꯤꯟꯅꯧ, ꯃꯗꯨꯒꯤ ꯃꯇꯨꯡꯗ ꯅꯍꯥꯛꯀꯤ ꯈꯨꯠꯁꯥ ꯑꯗꯨ ꯁꯤꯖꯤꯟꯅꯗꯨꯅ ꯊꯣꯡꯅꯥꯎ ꯑꯗꯨ ꯇꯔꯨ-ꯇꯅꯥꯟꯕ ꯕꯣꯜ ꯑꯃꯥ ꯁꯦꯝꯃꯨ꯫ ꯀꯔꯤꯒꯨꯝꯕ ꯗꯣꯎ ꯑꯗꯨ ꯌꯥꯝꯅ ꯂꯨꯕꯥ ꯑꯣꯏꯔꯕꯗꯤ ꯅꯍꯥꯛꯅꯥ ꯃꯗꯨ ꯈꯔꯥ ꯍꯦꯟꯅꯥ ꯍꯥꯞꯆꯤꯟꯕꯥ ꯃꯊꯧ ꯇꯥꯕ ꯌꯥꯏ꯫ ꯗꯣꯎ ꯕꯣꯜ ꯑꯗꯨ ꯑꯣꯂꯤꯚ ꯑꯣꯏꯜꯅ ꯀꯣꯠ ꯇꯧꯔꯕ ꯕꯣꯜ ꯑꯃꯗ ꯊꯝꯃꯨ, ꯃꯗꯨ ꯇꯔꯨ-ꯇꯅꯥꯟꯕꯥ ꯐꯤ ꯑꯃꯅ ꯀꯨꯞꯁꯤꯜꯂꯨ, ꯑꯃꯁꯨꯡ ꯃꯗꯨ ꯆꯥꯎꯔꯥꯛꯅ ꯃꯤꯅꯤꯠ ꯀꯨꯟꯊ꯭ꯔꯥ ꯊꯝꯖꯤꯜꯂꯨ꯫ ꯃꯁꯤꯒꯤ ꯃꯅꯨꯡꯗ, ꯅꯍꯥꯛꯀꯤ ꯑꯣꯚ‌ꯦꯜ ꯑꯗꯨ ꯐꯥꯎꯕ ꯊꯝꯖꯤꯜꯂꯨ ꯑꯃꯁꯨꯡ ꯇꯣꯄꯤꯡꯁꯤꯡ ꯑꯗꯨ ꯁꯦꯝ-ꯁꯥꯗꯨꯅ ꯊꯝꯃꯨ꯫ ꯗꯣ ꯑꯗꯨ ꯋꯥꯡꯈꯠꯂꯛꯂꯕ ꯃꯇꯨꯡꯗ, ꯃꯗꯨ ꯁꯔꯨꯛ ꯑꯅꯤ ꯊꯣꯛꯅ ꯈꯥꯏꯗꯣꯛꯎ ꯑꯃꯁꯨꯡ ꯁꯔꯨꯛ ꯈꯨꯗꯤꯡꯃꯛ ꯌꯥꯝꯅ ꯊꯨꯅ ꯌꯥꯡꯅ ꯄꯥꯏꯈꯠꯄ ꯃꯐꯝ ꯑꯃꯗ ꯆꯥꯎꯔꯥꯛꯅ ꯏꯟꯆꯤ ꯑꯃꯒ ꯃꯔꯤ ꯋꯥꯡꯅꯥ ꯊꯥꯎ꯫ ꯗꯣ ꯑꯅꯤ ꯑꯗꯨ ꯕꯦꯀꯤꯡ ꯁꯤꯠ ꯑꯃꯗꯥ ꯇ꯭ꯔꯥꯟꯁꯐꯔ ꯇꯧ ꯑꯃꯁꯨꯡ ꯇꯃꯦꯡꯂꯣꯡꯒꯤ ꯁ‌ꯣꯁ ꯑꯗꯨ ꯃꯊꯛꯇ ꯆꯥꯡ ꯃꯥꯟꯅꯅꯥ ꯊꯥꯎ, ꯃꯗꯨꯒꯤ ꯃꯊꯛꯇ ꯑꯄꯤꯛꯄ ꯕꯣꯔ꯭ꯠ ꯑꯃꯗ ꯊꯝꯖꯤꯜꯂꯨ꯫ ꯃꯣꯖꯦꯔꯦꯂꯥ ꯆꯤꯖ ꯍꯥꯞꯆꯤꯜꯂꯨ, ꯑꯃꯁꯨꯡ ꯃꯗꯨꯒꯤ ꯃꯇꯨꯡꯗ ꯑꯅꯧꯕ ꯕꯦꯁꯤꯜꯒꯤ ꯃꯅꯥ-ꯃꯁꯤꯡ ꯍꯥꯞꯆꯤꯜꯂꯨ꯫ ꯄꯤꯖꯥꯁꯤꯡ ꯑꯗꯨ ꯆꯥꯎꯔꯥꯛꯅ ꯃꯤꯅꯠ ꯇꯔꯥ ꯇꯔꯥꯅꯤꯊ‌ꯣꯏ ꯐꯥꯎꯕꯗꯪ ꯇꯧ꯫ ꯑꯣꯕ‌ꯦꯜ ꯑꯗꯨꯗꯒꯤ ꯂꯧꯊꯣꯛꯎ, ꯃꯗꯨ ꯇꯔꯨ-ꯇꯅꯥꯟꯕ ꯃꯑꯣꯡꯗ ꯂꯣꯟ ꯑꯃꯁꯨꯡ ꯃꯅꯥ-ꯃꯁꯤꯡ ꯊꯥꯎ, ꯇꯛꯈꯥꯏꯔꯕ ꯑꯃꯁꯨꯡ ꯄꯤꯖꯕꯤꯌꯨ꯫ ꯅꯍꯥꯛꯀꯤ ꯃꯔꯨꯞ ꯑꯗꯨꯒ ꯂꯣꯏꯅꯅ ꯅꯍꯥꯛꯀꯤ ꯃꯆꯤ ꯑꯣꯏꯕ ꯆꯤꯟꯖꯥꯛꯀꯤ ꯃꯥꯔꯘꯦꯔꯤꯇꯥ ꯄꯤꯖꯥ ꯅꯨꯡꯉꯥꯏꯅ ꯂꯧꯕꯤꯌꯨ꯫